ꯑꯗꯨꯝ ꯑꯣꯏꯅꯃꯛ, ꯍꯥꯏꯔꯤꯕ ꯋꯥꯐꯝ ꯑꯁꯤꯒꯤ ꯑꯆꯨꯝꯕ ꯑꯣꯏꯕꯒꯤ ꯃꯇꯥꯡꯗ ꯍꯧꯖꯤꯛꯁꯨ ꯌꯥꯝꯅ ꯐꯖꯅ ꯊꯤꯖꯤꯜꯂꯤ꯫ ꯀ꯭ꯋꯥꯟꯇꯝ ꯏ-ꯄꯥꯎ ꯄ꯭ꯔꯣꯁꯦꯁꯟ ꯀꯝꯄ꯭ꯌꯨꯇꯔ ꯏꯟꯖꯤꯅꯤꯌꯔꯁꯤꯡ ꯃꯍꯧꯁꯥꯅ ꯑꯅꯧꯕ ꯀꯝꯄ꯭ꯌꯨꯇꯔ ꯑꯃꯒꯤ ꯊꯕꯛ-ꯊꯧꯁꯤꯜ ꯑꯗꯨ ꯀ꯭ꯂꯥꯁꯤꯀꯦꯜ ꯏꯂꯦꯛꯇ꯭ꯔꯣꯗꯥꯏꯅꯥꯃꯤꯛꯁ ꯃꯇꯥꯡꯗ ꯇꯥꯛꯏ꯫"ꯀ꯭ꯂꯥꯁꯤꯀꯦꯜ" ꯀꯝꯄ꯭ꯌꯨꯇꯔꯁꯤꯡ ꯑꯁꯤꯒꯤ ꯃꯅꯨꯡꯗ, ꯃꯆꯥꯛ ꯈꯔꯗꯤ (ꯁꯦꯃꯤꯀꯟꯗꯛꯇꯔꯅꯤ ꯑꯃꯁꯨꯡ ꯔꯦꯟꯗꯣꯝ ꯅꯝꯕꯔ ꯖꯤꯅꯔꯦꯇꯔꯁꯤꯡꯒꯨꯝꯕ) ꯀ꯭ꯋꯥꯟꯇꯝꯒꯤ ꯃꯑꯣꯡ-ꯃꯇꯧꯗ ꯌꯨꯝꯐꯝ ꯑꯣꯏꯕ ꯌꯥꯏ, ꯑꯗꯨꯕꯨ ꯍꯥꯏꯔꯤꯕ ꯃꯆꯥꯛꯁꯤꯡ ꯑꯁꯤ ꯃꯈꯣꯏꯒꯤ ꯑꯀꯣꯏꯕꯒꯤ ꯐꯤꯚꯝꯗꯗꯤ ꯇꯣꯈꯥꯏꯅ ꯂꯩꯇꯦ, ꯃꯔꯝ ꯑꯗꯨꯅ ꯀ꯭ꯋꯥꯟꯇꯝꯒꯤ ꯏ-ꯄꯥꯎ ꯑꯃꯍꯦꯛꯇꯕꯨ ꯊꯨꯅ ꯗꯤꯀꯣꯐꯣꯔ ꯇꯧꯋꯤ꯫ꯄ꯭ꯔꯣꯒ꯭ꯔꯥꯝ ꯇꯧꯕꯁꯤꯡ ꯔꯦꯟꯗꯃꯥꯏꯗ ꯑꯦꯂꯣꯔꯤꯊꯝ ꯑꯃ ꯁꯦꯝꯁꯥꯕ ꯃꯇꯝꯗ ꯄ꯭ꯔꯣꯕꯥꯕꯤꯇꯤ ꯊꯤꯑꯣꯔꯤꯗ ꯃꯈꯥ ꯄꯣꯟꯕ ꯌꯥꯏ ꯑꯗꯨꯕꯨ ꯁꯨꯄꯔꯄꯣꯖꯤꯁꯟ ꯑꯃꯁꯨꯡ ꯏꯟꯇꯔꯐꯔꯦꯁꯟꯒꯨꯝꯕ ꯀ꯭ꯋꯥꯟꯇꯝ ꯃꯦꯀꯥꯅꯤꯀꯦꯜꯒꯤ ꯋꯥꯈꯜꯂꯣꯟꯁꯤꯡ ꯑꯁꯤ ꯄ꯭ꯔꯣꯒ꯭ꯔꯥꯝ ꯑꯦꯅꯥꯂꯥꯏꯁꯤꯁꯒꯤꯗꯃꯛꯇ ꯑꯌꯥꯝꯕꯅ ꯃꯔꯤ ꯂꯩꯅꯩꯗꯦ꯫ ꯃꯁꯤꯒꯤ ꯑꯣꯟꯅ-ꯇꯩꯅꯕꯗ, ꯀ꯭ꯋꯥꯟꯇꯝ ꯄ꯭ꯔꯣꯒ꯭ꯔꯥꯝꯁꯤꯡ ꯀꯣꯍꯔꯦꯟꯠ ꯀ꯭ꯋꯥꯟꯇꯝ ꯁꯤꯁ꯭ꯇꯦꯝꯁꯤꯡꯒꯤ ꯆꯞ-ꯆꯥꯕ ꯂꯥꯛꯁꯤꯟꯕꯗ ꯈꯔ ꯄꯣꯜꯂꯤ꯫ ꯐꯤꯖꯤꯁꯤꯁꯁꯤꯡꯅ ꯁꯤꯁꯇꯦꯝꯁꯤꯡ ꯑꯁꯤ ꯂꯤꯅꯤꯌꯔ ꯑꯦꯒ꯭ꯂꯥꯕ꯭ꯔꯥ ꯁꯤꯖꯤꯟꯅꯗꯨꯅ ꯃꯦꯊꯇꯤꯀꯦꯜ ꯑꯣꯏꯅ ꯁꯟꯗꯣꯛꯅ ꯇꯥꯛꯏ꯫ ꯀꯝꯄ꯭ꯂꯦꯛꯁ ꯅꯝꯕꯔꯁꯤꯡ ꯃꯣꯗꯦꯜ ꯄ꯭ꯔꯣꯕꯥꯕꯤꯂꯤꯇꯤ ꯑꯝꯄ꯭ꯂꯤꯇ꯭ꯌꯨꯗꯁꯤꯡ, ꯚꯦꯛꯇꯔꯁꯤꯡ ꯃꯣꯗꯜ ꯀ꯭ꯋꯥꯟꯇꯝ ꯁ꯭ꯇꯦꯠꯁꯤꯡ, ꯑꯃꯁꯨꯡ ꯃꯦꯇ꯭ꯔꯤꯛꯁꯤꯡ ꯁ꯭ꯇꯦꯠꯀꯤ ꯐꯤꯕꯝꯁꯤꯡꯗ ꯄꯥꯡꯊꯣꯛꯄ ꯌꯥꯕ ꯑꯣꯄꯔꯦꯁꯟꯁꯤꯡ ꯃꯣꯗꯦꯜ ꯑꯣꯏ꯫ ꯃꯗꯨꯒꯤ ꯃꯇꯨꯡꯗ ꯀ꯭ꯋꯥꯟꯇꯝ ꯀꯝꯄ꯭ꯌꯨꯇꯔ ꯑꯗꯨ ꯄ꯭ꯔꯣꯒ꯭ꯔꯥꯝ ꯇꯧꯕ ꯍꯥꯏꯕꯁꯤ ꯊꯕꯛꯁꯤꯡ ꯑꯁꯤ ꯑꯁꯨꯝꯅ ꯁꯩꯔꯥꯡꯕꯒꯤ ꯋꯥꯐꯝ ꯑꯃꯅꯤ ꯃꯗꯨꯗꯤ ꯃꯗꯨꯒꯤ ꯃꯍꯩ ꯑꯣꯏꯅ ꯄ꯭ꯔꯣꯒ꯭ꯔꯥꯝ ꯑꯗꯨꯅ ꯊꯤꯑꯣꯔꯤꯗ ꯀꯥꯟꯅꯔꯕ ꯐꯣꯜ ꯑꯃ ꯂꯦꯞꯊꯣꯛꯏ ꯑꯃꯁꯨꯡ ꯊꯕꯛ ꯑꯣꯏꯅ ꯄꯥꯡꯊꯣꯛꯄ ꯌꯥꯏ꯫ ꯐꯤꯖꯤꯛ꯭ꯁ ꯆꯥꯔꯂꯤ ꯕꯦꯅꯦꯠ ꯀ꯭ꯋꯥꯟꯇꯝ ꯑꯃꯁꯨꯡ ꯀ꯭ꯂꯥꯁꯤꯀꯦꯜ ꯀꯝꯄ꯭ꯌꯨꯇꯔꯁꯤꯡꯒꯤ ꯃꯔꯛꯇ ꯂꯩꯕ ꯃꯔꯤ ꯑꯗꯨ ꯁꯟꯗꯣꯛꯅ ꯇꯥꯛꯂꯤ, ꯀ꯭ꯋꯥꯟꯇꯝ ꯏ-ꯄꯥꯎ ꯕꯤꯠ ꯑꯁꯤꯅ ꯀ꯭ꯂꯥꯁꯤꯀꯦꯜ ꯏꯟꯐꯣꯔꯃꯦꯟꯁ ꯊꯤꯑꯣꯔꯤꯒꯤ ꯌꯨꯝꯐꯝ ꯑꯣꯏꯕ ꯋꯥꯈꯜꯂꯣꯟ ꯑꯗꯨ ꯑꯣꯏꯔꯛꯄꯒꯨꯝꯅ, ꯀ꯭ꯌꯨꯕꯤꯠ ꯑꯁꯤ ꯀ꯭ꯋꯥꯟꯇꯝ ꯏꯟꯐꯣꯔꯃꯦꯟꯁꯤꯡꯒꯤ ꯌꯨꯝꯐꯝ ꯑꯣꯏꯕ ꯌꯨꯅꯤꯠꯅꯤ꯫ ꯆꯞ ꯃꯥꯟꯅꯕ ꯋꯥꯍꯩ ꯀ꯭ꯌꯨꯕꯤꯛ ꯑꯁꯤ ꯑꯦꯕ꯭ꯔꯁ꯭ꯇ꯭ꯔꯦꯛ ꯃꯦꯊꯦꯇꯤꯀꯦꯜ ꯃꯣꯗꯦꯜ ꯑꯃ ꯑꯃꯁꯨꯡ ꯃꯣꯗꯦꯜ ꯑꯗꯨꯅ ꯃꯁꯛ ꯇꯥꯛꯂꯤꯕ ꯐꯤꯖꯤꯀꯦꯜ ꯁꯤꯁ꯭ꯇꯦꯝ ꯑꯃꯍꯦꯛꯇꯕꯨ ꯇꯥꯛꯅꯕ ꯁꯤꯖꯤꯟꯅꯩ꯫ ꯀ꯭ꯂꯥꯁꯤꯀꯦꯜ ꯕꯤꯠ ꯑꯃ, ꯁꯟꯗꯣꯛꯅ ꯇꯥꯛꯄꯒꯤ ꯃꯇꯨꯡ ꯏꯟꯅ, ꯐꯤꯖꯤꯀꯦꯜ ꯁ꯭ꯇꯦꯠ ꯑꯅꯤ ꯑꯅꯤꯃꯛꯇ ꯂꯩ, ꯑꯗꯨ ꯁꯣꯏꯅꯣ ꯑꯃꯁꯨꯡ ꯑꯃ ꯇꯥꯛꯄ ꯌꯥꯏ꯫ ꯀ꯭ꯌꯨꯕꯤꯠ ꯑꯃꯁꯨ ꯃꯑꯣꯡ ꯑꯃꯅ ꯁꯟꯗꯣꯛꯅ ꯇꯥꯛꯏ, ꯑꯃꯁꯨꯡ ꯃꯑꯣꯡ ꯑꯅꯤ ꯑꯁꯤ ꯑꯌꯥꯝꯕꯅ ꯏ꯫ ꯀ꯭ꯂꯥꯁꯤꯀꯦꯜ ꯁ꯭ꯇꯦꯠ ꯁꯣꯏꯅꯣ ꯑꯃꯁꯨꯡ ꯑꯃ ꯒꯤ ꯀ꯭ꯋꯥꯟꯇꯝ ꯀꯝꯄꯥꯔꯇꯔꯁꯤꯡ ꯑꯣꯏꯅ ꯊꯕꯛ ꯇꯧꯋꯤ꯫ ꯑꯗꯨꯝ ꯑꯣꯏꯅꯃꯛ, ꯀ꯭ꯋꯥꯟꯇꯝ ꯁ꯭ꯇꯦꯠꯁꯤꯡ ꯑꯗꯨ ꯁꯣꯏꯅꯣ ꯁꯣꯏꯅꯣ ꯑꯃꯁꯨꯡ ꯇꯦꯛ꯭ꯁꯇꯔ ꯁ꯭ꯄꯦꯁ ꯃꯅꯨꯡ ꯆꯜꯂꯤ, ꯑꯁꯤꯅ ꯇꯥꯛꯄꯗꯤ ꯃꯈꯣꯏꯕꯨ ꯀꯟꯁꯇꯦꯟꯇꯁꯤꯡꯅ ꯃꯁꯤꯡ ꯍꯦꯟꯒꯠꯍꯟꯕ ꯌꯥꯏ ꯑꯃꯁꯨꯡ ꯄꯨꯟꯅ ꯍꯥꯞꯆꯤꯟꯕ ꯌꯥꯏ, ꯑꯃꯁꯨꯡ ꯃꯁꯤꯒꯤ ꯃꯍꯩ ꯑꯃ ꯑꯃꯨꯛ ꯍꯟꯅ ꯑꯆꯨꯝꯕ ꯀ꯭ꯋꯥꯟꯇꯝ ꯁ꯭ꯇꯦꯠ ꯑꯃ ꯑꯣꯏ꯫ ꯑꯁꯤꯒꯨꯝꯕ ꯑꯄꯨꯟꯕ ꯑꯁꯤ ꯁꯨꯄꯔꯄꯣꯖꯤꯁꯟ ꯑꯃ ꯍꯥꯏꯅ ꯈꯪꯅꯩ꯫ ꯁꯣꯏꯅꯣ ꯁꯣꯏꯅꯣ ꯑꯃꯁꯨꯡ ꯑꯅꯤꯃꯛꯀꯤ ꯚꯦꯛꯇꯔ ꯑꯃꯅ ꯃꯦꯊꯦꯇꯤꯀꯦꯜ ꯑꯣꯏꯅ ꯀ꯭ꯌꯨꯕꯤꯠ ꯁ꯭ꯇꯦꯠ ꯑꯃ ꯎꯠꯂꯤ꯫ ꯐꯤꯖꯤꯁꯤꯁꯤꯡꯅ ꯃꯍꯧꯁꯥꯅ ꯀ꯭ꯋꯥꯟꯇꯝ ꯃꯦꯀꯥꯅꯤꯀꯦꯜ ꯂꯤꯅꯤꯌꯔ ꯑꯦꯜꯖꯦꯕ꯭ꯔꯥ ꯗꯤꯔꯦꯛ ꯅꯣꯇꯦꯁꯟ ꯁꯤꯖꯤꯟꯅꯩ, ꯍꯥꯏꯔꯤ꯫ ꯂꯦꯕꯦꯜ ꯊꯝꯂꯕ ꯚꯦꯛ꯭ꯁꯇꯔ ꯚꯦꯛꯇꯔ ꯑꯃꯒꯤꯗꯃꯛ 'ꯀꯦꯠ ꯄꯤꯌꯥꯏ'꯫ ꯀ꯭ꯌꯨꯕꯤꯠ ꯑꯁꯤ ꯂꯩꯕꯥꯛ ꯑꯅꯤꯒꯤ ꯁꯤꯁꯇꯦꯝ ꯑꯣꯏꯕꯅ, ꯀ꯭ꯌꯕꯤꯠ ꯁ꯭ꯇꯦꯠ ꯑꯃꯍꯦꯛꯇꯅ ꯃꯁꯤꯒꯤ ꯃꯑꯣꯡ ꯑꯗꯨ ꯂꯧꯋꯤ꯫